ꯗꯦꯃꯣꯀꯔꯦꯇꯤꯛ ꯑꯃꯁꯨꯡ ꯔꯤꯄꯕ꯭ꯂꯤꯛ ꯄꯣꯂꯤꯇꯤꯀꯦꯜ ꯑꯥꯏꯗꯤꯑꯣꯂꯣꯖꯤꯁꯤꯡꯒꯤ ꯃꯔꯛꯇꯥ ꯂꯩꯔꯤꯕꯥ ꯈꯦꯠꯅꯕꯁꯤꯡ ꯑꯗꯨ ꯁꯟꯗꯣꯛꯅꯥ ꯇꯥꯛꯄꯤꯌꯨ꯫ ꯗꯦꯃꯣꯀꯔꯦꯇꯤꯛ ꯑꯃꯁꯨꯡ ꯔꯤꯄꯕ꯭ꯂꯤꯛ ꯄꯣꯂꯤꯇꯤꯀꯦꯜ ꯑꯥꯏꯗꯤꯑꯣꯂꯣꯖꯤ ꯍꯥꯏꯕꯁꯤ ꯑꯃꯦꯔꯤꯀꯥꯗꯥ ꯂꯩꯕꯥ ꯗꯦꯃꯣꯀꯔꯦꯇꯤꯛ ꯑꯃꯁꯨꯡ ꯔꯤꯄꯕ꯭ꯂꯤꯛ ꯄꯥꯔꯇꯤꯁꯤꯡꯕꯨ ꯃꯁꯛ ꯇꯥꯛꯄꯥ ꯊꯥꯖꯕꯁꯤꯡ ꯑꯃꯁꯨꯡ ꯄ꯭ꯔꯤꯟꯁꯤꯄꯥꯜꯁꯤꯡꯕꯨ ꯈꯪꯅꯩ꯫ ꯄꯥꯔꯇꯤ ꯑꯅꯤꯃꯛꯅꯥ ꯒꯕꯔꯅꯥꯟꯁ, ꯁꯣꯁꯤꯑꯦꯜ, ꯑꯃꯁꯨꯡ ꯏꯀꯣꯅꯣꯃꯤꯛ ꯏꯁꯨꯁꯤꯡꯗꯥ ꯇꯣꯉꯥꯟꯕꯥ ꯑꯦꯞꯄꯔꯣꯆ ꯑꯃꯥ ꯂꯩꯔꯤ꯫ ꯃꯈꯥꯗꯥ ꯗꯦꯃꯣꯀꯔꯦꯇꯤꯛ ꯑꯃꯁꯨꯡ ꯔꯤꯄꯕ꯭ꯂꯤꯛ ꯄꯣꯂꯤꯇꯤꯀꯦꯜ ꯑꯥꯏꯗꯤꯑꯣꯂꯣꯖꯤꯁꯤꯡꯒꯤ ꯃꯔꯛꯇꯥ ꯂꯩꯕꯥ ꯃꯔꯨꯑꯣꯏꯕꯥ ꯈꯦꯠꯅꯕꯥ ꯈꯔꯥ ꯄꯤꯔꯤ: ꯏꯀꯣꯅꯣꯃꯤꯛ ꯄꯣꯂꯤꯁꯤꯁꯤꯡ: ꯃꯍꯧꯁꯥꯅꯥ ꯗꯦꯃꯣꯀꯔꯦꯠꯁꯤꯡꯅꯥ ꯏꯀꯣꯅꯣꯃꯤꯕꯨ ꯔꯤꯒꯨꯂꯦꯠ ꯇꯧꯕꯗꯥ ꯑꯃꯁꯨꯡ ꯅꯥꯒꯔꯤꯛꯁꯤꯡꯒꯤꯗꯃꯛꯇꯥ ꯁꯣꯁꯤꯑꯦꯜ ꯁꯦꯐꯇꯤ ꯅꯦꯠ ꯑꯃꯥ ꯄꯤꯕꯗꯥ ꯁꯔꯀꯥꯔꯒꯤꯗꯃꯛꯇꯥ ꯍꯦꯟꯅꯥ ꯑꯦꯛꯇꯤꯕ ꯑꯣꯏꯕꯥ ꯊꯧꯗꯥꯡ ꯑꯃꯥ ꯂꯧꯕꯗꯥ ꯊꯥꯖꯩ꯫ ꯃꯈꯣꯏꯅꯥ ꯄ꯭ꯔꯣꯒ꯭ꯔꯦꯁꯤꯚ ꯇꯦꯛꯁꯁꯤꯡꯗꯥ ꯃꯇꯦꯡ ꯄꯥꯡꯏ, ꯃꯐꯝ ꯑꯗꯨꯗꯥ ꯁꯦꯜ ꯊꯨꯝꯒꯤ ꯃꯤꯑꯣꯏꯁꯤꯡꯅꯥ ꯃꯈꯣꯏꯒꯤ ꯏꯟꯀꯝꯒꯤ ꯆꯥꯗꯥ ꯍꯦꯟꯅꯥ ꯇꯦꯛꯁꯇꯥ ꯄꯤꯔꯤ꯫ ꯃꯥꯏꯀꯩ ꯑꯃꯔꯣꯝꯗꯥ ꯔꯤꯄꯕ꯭ꯂꯤꯛꯁꯤꯡꯅꯥ ꯁꯦꯟꯃꯤꯠꯂꯣꯟꯒꯤ ꯋꯥꯐꯝꯁꯤꯡꯗꯥ ꯁꯔꯀꯥꯔꯒꯤ ꯊꯧꯗꯥꯡ ꯌꯥꯝꯅꯥ ꯅꯦꯝꯃꯤ ꯍꯥꯏꯅꯥ ꯊꯥꯖꯩ ꯑꯃꯁꯨꯡ ꯀꯩꯊꯦꯜꯗꯥ ꯌꯨꯝꯐꯝ ꯑꯣꯏꯕꯥ ꯁꯣꯂꯨꯁꯟꯁꯤꯡ ꯍꯦꯟꯅꯥ ꯄꯥꯝꯃꯤ꯫ ꯃꯈꯣꯏꯅꯥ ꯕꯣꯔꯗ ꯈꯨꯗꯤꯡꯃꯛꯇꯥ ꯇꯦꯛꯁ ꯍꯟꯊꯍꯟꯕꯥ ꯑꯃꯁꯨꯡ ꯔꯦꯒꯨꯂꯦꯁꯟ ꯍꯟꯊꯍꯟꯕꯗꯥ ꯃꯇꯦꯡ ꯄꯥꯡꯏ꯫ ꯁꯣꯁꯤꯑꯦꯜ ꯏꯁꯨꯁꯤꯡ: ꯗꯦꯃꯣꯀ꯭ꯔꯦꯠꯁꯤꯡꯅꯥ ꯑꯦꯕꯣꯔꯁꯟ, ꯃꯥꯟꯅꯕꯥ ꯁꯦꯛꯁꯀꯤ ꯃꯔꯛꯇꯥ ꯂꯨꯍꯣꯡꯕꯥ, ꯑꯃꯁꯨꯡ ꯏꯃꯤꯒ꯭ꯔꯦꯁꯟꯉꯨꯝꯕꯥ ꯁꯣꯁꯤꯑꯦꯜ ꯏꯁꯨꯁꯤꯡꯗꯥ ꯍꯦꯟꯅꯥ ꯄ꯭ꯔꯣꯒ꯭ꯔꯦꯁꯤꯚ ꯑꯣꯏꯕꯥ ꯋꯥꯈꯜꯂꯣꯟ ꯑꯃꯥ ꯂꯧꯕꯥ ꯌꯥꯏ꯫ ꯃꯈꯣꯏꯅꯥ ꯃꯤꯑꯣꯏ ꯑꯃꯒꯤ ꯍꯛꯁꯤꯡ ꯑꯃꯁꯨꯡ ꯂꯤꯕꯔꯇꯤꯁꯤꯡ ꯉꯥꯛ-ꯁꯦꯟꯕꯒꯤ ꯅꯠꯇꯅꯥ ꯗꯥꯏꯕꯔꯁꯤꯇꯤ ꯑꯃꯁꯨꯡ ꯏꯟꯀꯂꯨꯖꯟ ꯄ꯭ꯔꯃꯣꯠ ꯇꯧꯕꯗꯥ ꯊꯥꯖꯩ꯫ ꯃꯥꯏꯀꯩ ꯑꯃꯔꯣꯝꯗꯥ ꯔꯤꯄꯕ꯭ꯂꯤꯛꯁꯤꯡꯅꯥ ꯈꯨꯟꯅꯥꯏꯒꯤ ꯋꯥꯐꯝꯁꯤꯡꯗꯥ ꯍꯦꯟꯅꯥ ꯀꯟꯖꯔꯕꯦꯇꯤꯕ ꯑꯣꯏꯕꯥ ꯋꯥꯈꯜꯂꯣꯟ ꯑꯃꯥ ꯂꯧꯕꯥ ꯌꯥꯏ, ꯑꯌꯥꯝꯕꯅꯥ ꯇ꯭ꯔꯦꯗꯤꯁ꯭ꯅꯦꯜ ꯚꯦꯂ꯭ꯌꯨꯁꯤꯡ ꯑꯃꯁꯨꯡ ꯂꯣ ꯑꯃꯁꯨꯡ ꯑꯣꯔꯗꯔꯒꯤ ꯃꯔꯨꯑꯣꯏꯕꯁꯤꯡꯗꯥ ꯑꯀꯟꯕꯥ ꯋꯥꯐꯝ ꯊꯝꯂꯤ꯫ ꯍꯦꯜꯊꯀꯦꯌꯔ: ꯗꯦꯃꯣꯀꯔꯦꯠꯁꯤꯡꯅꯥ ꯃꯍꯧꯁꯥꯅꯥ ꯌꯨꯅꯤꯚꯔꯁꯦꯜ ꯍꯦꯜꯊꯀꯦꯌꯔꯕꯨ ꯁꯧꯒꯠꯂꯤ ꯑꯃꯁꯨꯡ ꯁꯔꯀꯥꯔꯅꯥ ꯅꯥꯒꯔꯤꯛ ꯈꯨꯗꯤꯡꯃꯛꯅꯥ ꯑꯍꯣꯡꯕꯥ ꯃꯃꯜꯗꯥ ꯍꯦꯜꯊꯀꯦꯌꯔ ꯐꯪꯍꯟꯕꯥ ꯉꯝꯍꯟꯗꯕꯅꯤ ꯍꯥꯏꯅꯥ ꯊꯥꯖꯩ꯫ ꯃꯥꯏꯀꯩ ꯑꯃꯔꯣꯝꯗꯥ ꯔꯤꯄꯕ꯭ꯂꯤꯛꯁꯤꯡꯅꯥ ꯍꯦꯜꯊꯀꯦꯌꯔꯗꯒꯤ ꯀꯩꯊꯦꯜꯗꯥ ꯌꯨꯝꯐꯝ ꯑꯣꯏꯕꯥ ꯁꯣꯂꯨꯁꯟꯁꯤꯡ ꯍꯦꯟꯅꯥ ꯄꯥꯝꯃꯤ, ꯃꯐꯝ ꯑꯗꯨꯗꯥ ꯄ꯭ꯔꯣꯚꯥꯏꯗꯔꯁꯤꯡꯒꯤ ꯃꯔꯛꯇꯥ ꯀꯝꯄꯤꯇꯤꯁꯟ ꯇꯧꯕꯅꯥ ꯃꯃꯜ ꯍꯟꯊꯍꯟꯕꯥ ꯉꯝꯒꯅꯤ꯫ ꯑꯦꯟꯚꯥꯏꯔꯟꯃꯦꯟꯇ: ꯃꯍꯧꯁꯥꯅꯥ ꯑꯀꯣꯏꯕꯒꯤ ꯐꯤꯕꯝ ꯉꯥꯛ-ꯁꯦꯟꯕꯥ ꯑꯃꯁꯨꯡ ꯀ꯭ꯂꯥꯏꯃꯦꯠ ꯆꯦꯟꯖ ꯊꯦꯡꯅꯕꯥ ꯄꯥꯟꯗꯝ ꯊꯝꯂꯤꯕꯥ ꯄꯣꯂꯤꯁꯤꯁꯤꯡ, ꯍꯥꯏꯕꯗꯤ ꯏꯃꯤꯁꯁꯟ ꯃꯇꯥꯡꯗꯥ ꯆꯠꯅ-ꯀꯥꯡꯂꯣꯟꯁꯤꯡ ꯑꯃꯁꯨꯡ ꯔꯤꯅ꯭ꯌꯨꯑꯦꯕꯜ ꯏꯅꯔꯖꯤꯗꯥ ꯁꯦꯜ ꯊꯥꯗꯕꯒꯨꯝꯕꯥ ꯄꯣꯂꯤꯁꯤꯁꯤꯡꯕꯨ ꯁꯧꯒꯠꯂꯤ꯫ ꯃꯥꯏꯀꯩ ꯑꯃꯔꯣꯝꯗꯥ ꯔꯤꯄꯕ꯭ꯂꯤꯛꯁꯤꯡꯅꯥ ꯏꯀꯣꯅꯣꯃꯤꯛ ꯒ꯭ꯔꯣꯊꯇꯥ ꯃꯔꯨ ꯑꯣꯏꯕꯥ ꯄꯤꯔꯤ ꯑꯃꯁꯨꯡ ꯑꯌꯥꯝꯕꯅꯥ ꯃꯈꯣꯏꯅꯥ ꯕꯤꯖꯤꯅꯦꯁꯁꯤꯡꯗꯥ ꯄꯣꯠꯂꯨꯝ ꯑꯃꯥ ꯑꯣꯏꯅꯥ ꯎꯕꯥ ꯑꯀꯣꯏꯕꯒꯤ ꯐꯤꯕꯝꯒꯤ ꯀꯥꯡꯂꯣꯟꯁꯤꯡꯒꯤ ꯃꯥꯌꯣꯛꯇꯥ ꯂꯥꯟꯊꯦꯡꯅꯔꯤ꯫ ꯁꯔꯀꯥꯔꯒꯤ ꯊꯧꯗꯥꯡ: ꯈꯨꯟꯅꯥꯏꯒꯤ ꯑꯃꯁꯨꯡ ꯁꯦꯟꯃꯤꯠꯂꯣꯟꯒꯤ ꯃꯥꯟꯅꯕꯥ ꯂꯩꯇꯕꯁꯤꯡ ꯀꯣꯛꯍꯟꯅꯕꯥ ꯑꯃꯁꯨꯡ ꯀꯃꯟ ꯒꯨꯗ ꯌꯣꯛꯈꯠꯅꯕꯥ ꯁꯔꯀꯥꯔꯒꯤ ꯊꯧꯗꯥꯡ ꯂꯩ ꯍꯥꯏꯅꯥ ꯗꯦꯃꯣꯀꯔꯦꯠꯁꯤꯡꯅꯥ ꯊꯥꯖꯩ꯫ ꯃꯥꯏꯀꯩ ꯑꯃꯔꯣꯝꯗꯥ ꯔꯤꯄꯕ꯭ꯂꯤꯛꯁꯤꯡꯅꯥ ꯊꯥꯖꯩ ꯃꯗꯨꯗꯤ ꯁꯔꯀꯥꯔꯒꯤ ꯊꯧꯗꯥꯡ ꯑꯁꯤ ꯌꯥꯝꯅꯥ ꯅꯦꯝꯅꯥ ꯂꯩꯒꯗꯕꯅꯤ, ꯑꯃꯁꯨꯡ ꯃꯤꯑꯣꯏ ꯑꯃꯃꯝ ꯑꯃꯁꯨꯡ ꯈꯨꯟꯅꯥꯏꯅꯥ ꯃꯈꯣꯏꯒꯤ ꯃꯊꯧ ꯇꯥꯕꯁꯤꯡ ꯑꯗꯨ ꯌꯦꯡꯁꯤꯟꯅꯕꯥ ꯈ꯭ꯋꯥꯏꯗꯒꯤ ꯐꯕꯥ ꯊꯧꯔꯥꯡ ꯇꯧꯔꯤ꯫ ꯈꯪꯖꯤꯟꯒꯗꯕꯥ ꯑꯃꯅꯥ, ꯗꯦꯃꯣꯀꯔꯦꯇꯤꯛ ꯑꯃꯁꯨꯡ ꯔꯤꯄꯕ꯭ꯂꯤꯛ ꯄꯣꯂꯤꯇꯤꯀꯦꯜ ꯑꯥꯏꯗꯤꯑꯣꯂꯣꯖꯤꯁꯤꯡꯅꯥ ꯁꯔꯀꯥꯔꯒꯤ ꯊꯧꯗꯥꯡ, ꯏꯀꯣꯅꯣꯃꯤꯛ ꯄꯣꯂꯤꯁꯤꯁꯤꯡ, ꯁꯣꯁꯤꯑꯦꯜ ꯏꯁꯨꯁꯤꯡ, ꯍꯦꯜꯊꯀꯦꯌꯔ, ꯑꯃꯁꯨꯡ ꯑꯀꯣꯏꯕꯒꯤ ꯐꯤꯕꯝꯒꯤ ꯃꯇꯥꯡꯗꯥ ꯃꯈꯣꯏꯒꯤ ꯋꯥꯈꯜꯂꯣꯟꯁꯤꯡ ꯈꯦꯠꯅꯩ꯫ ꯄꯥꯔꯇꯤ ꯑꯃꯃꯝꯒꯤ ꯃꯦꯝꯕꯔꯁꯤꯡꯒꯤ ꯋꯥꯈꯜꯂꯣꯟꯁꯤꯡꯒꯤ ꯃꯔꯛꯇꯥ ꯑꯣꯚꯔꯂꯦꯞ ꯈꯔꯥ ꯂꯩꯔꯕꯁꯨ, ꯃꯁꯤ ꯄꯥꯔꯇꯤ ꯑꯅꯤꯒꯤ ꯃꯔꯛꯇꯥ ꯂꯩꯔꯤꯕꯥ ꯖꯦꯅꯔꯦꯜ ꯑꯣꯏꯕꯥ ꯈꯦꯠꯅꯕꯁꯤꯡꯅꯤ꯫